ꯃ꯭ꯌꯨꯖꯤꯀꯦꯜ ꯑꯥꯔꯇꯤꯁꯠ ꯑꯃ ꯄꯤꯔꯒ, ꯃꯈꯣꯏꯒꯤ ꯀꯦꯔꯤꯌꯔꯒꯤ ꯃꯇꯥꯡꯗ ꯁꯝꯖꯤꯟꯅꯐꯝ ꯑꯃ ꯁꯦꯝꯃꯨ꯫ ꯕꯦꯌꯣꯟꯁ ꯑꯁꯤ ꯑꯃꯦꯔꯤꯀꯥꯒꯤ ꯏꯁꯩ ꯅꯣꯡꯃꯥꯏ ꯁꯛꯄ ꯑꯃꯁꯨꯡ ꯑꯦꯛꯇꯔ ꯑꯃꯅꯤ, ꯃꯍꯥꯛ ꯁꯦꯞꯇꯦꯝꯕꯔ ꯃꯔꯤ, ꯂꯤꯁꯤꯡ ꯑꯃꯒ ꯆꯃꯥꯄꯟ ꯃꯔꯤꯐꯨ ꯃꯥꯄꯟ ꯗ ꯇꯦꯛꯁꯥꯁꯀꯤ ꯍꯧꯁ꯭ꯇꯣꯟꯗ ꯄꯣꯛꯈꯤ꯫ ꯃꯍꯥꯛ ꯑꯍꯥꯟꯕ ꯑꯣꯏꯅ ꯂꯤꯁꯤꯡ ꯑꯃꯒ ꯆꯃꯥꯄꯜ ꯃꯧꯗ꯭ꯔꯥ ꯃꯥꯄꯟ ꯒꯤ ꯃꯌꯥꯏ ꯆꯜꯂꯛꯄꯗ ꯑꯥꯔ ꯑꯦꯟꯗ ꯕꯤ ꯒꯦꯔꯜ ꯒ꯭ꯔꯨꯞ ꯗꯦꯁ꯭ꯇꯤꯅꯤꯁ ꯆꯥꯏꯜꯗꯀꯤ ꯂꯤꯗ ꯁꯤꯡꯒꯔ ꯑꯣꯏꯅꯥꯃꯃꯤꯡ ꯆꯠꯈꯤ꯫ ꯂꯤꯁꯤꯡ ꯑꯅꯤꯒ ꯇꯔꯨꯛ ꯇ ꯗꯦꯁ꯭ꯇꯤꯅꯤꯁ ꯆꯥꯏꯜꯗ ꯊꯥꯗꯣꯛꯂꯕ ꯃꯇꯨꯡꯗ ꯕꯦꯌꯣꯟꯁꯅ ꯃꯥꯏꯄꯥꯛꯄ ꯁꯣꯂꯣ ꯀꯦꯔꯤꯌꯔ ꯑꯃꯥ ꯍꯧꯈꯤ ꯃꯗꯨꯅ ꯃꯍꯥꯛꯀꯤ ꯃꯅꯥ ꯀꯌꯥ ꯐꯪꯈꯤ, ꯃꯗꯨꯒꯤ ꯃꯅꯨꯡꯗ ꯒ꯭ꯔꯦꯃꯤ ꯑꯦꯋꯥꯔꯗ ꯀꯨꯟꯅꯤꯄꯥꯜ ꯌꯥꯎꯔꯤ꯫ ꯃꯍꯥꯛꯀꯤ ꯀꯦꯔꯤꯌꯔ ꯄꯨꯝꯅꯃꯛꯇ ꯃꯍꯥꯛꯅ ꯁꯣꯂꯣ ꯁ꯭ꯇꯨꯗꯤꯑꯣ ꯑꯦꯂꯕꯝ ꯅꯤꯄꯥꯟ ꯐꯣꯡꯈ꯭ꯔꯦ, ꯃꯗꯨꯒꯤ ꯃꯅꯨꯡꯗ ꯗꯦꯟꯖꯥꯔꯁꯂꯤ ꯏꯟ ꯂꯚ, ꯕꯤ'ꯗꯦ, ꯑꯥꯏ ꯑꯦꯝ ꯁꯁꯥ ꯐꯤꯌꯔꯁ, ꯐꯣꯔ, ꯕꯦꯌꯣꯟꯁ, ꯑꯃꯁꯨꯡ ꯂꯦꯃꯣꯅꯦꯗ ꯌꯥꯎꯔꯤ ꯫ ꯑꯃꯁꯨꯡ ꯑꯦꯟ. ꯕꯦꯌꯣꯟꯁ ꯑꯁꯤ ꯃꯍꯥꯛꯀꯤ ꯁꯛꯇꯤ ꯂꯩꯔꯕ ꯚꯣꯀꯦꯜ, ꯏꯂꯥꯕꯔꯦꯠ ꯁ꯭ꯇꯦꯖ ꯁꯣ ꯑꯃꯁꯨꯡ ꯁꯛꯇꯤ ꯄꯤꯕ ꯄꯥꯎꯖꯦꯜꯁꯤꯡꯒꯤꯗꯃꯛꯇꯁꯨ ꯈꯪꯅꯩ꯫ ꯃꯍꯥꯛ ꯆꯍꯤ ꯇꯔꯥꯒꯤ ꯈꯨꯖꯤꯡ ꯑꯅꯤ ꯍꯦꯟꯅ ꯄꯣꯞ ꯀꯜꯆꯔꯗ ꯃꯁꯛ ꯊꯣꯛꯄ ꯃꯤꯁꯛ ꯑꯃ ꯑꯣꯏꯗꯨꯅ ꯂꯥꯛꯂꯤ ꯑꯃꯁꯨꯡ ꯃꯇꯝ ꯄꯨꯝꯅꯃꯛꯇ ꯈ꯭ꯋꯥꯏꯗꯒꯤ ꯆꯥꯎꯕ ꯅꯨꯡꯉꯥꯏꯕ ꯐꯣꯡꯗꯣꯛꯄ ꯃꯤꯑꯣꯏꯁꯤꯡꯒꯤ ꯃꯅꯨꯡꯗ ꯑꯃꯅꯤ ꯍꯥꯏꯅ ꯄꯥꯛꯁꯟꯅ ꯂꯧꯅꯩ꯫ ꯍꯧꯖꯤꯛ ꯆꯠꯊꯔꯤꯕ ꯂꯥꯏꯆꯠ ꯑꯁꯤꯅ ꯃꯔꯝ ꯑꯣꯏꯗꯨꯅ ꯁꯔꯀꯥꯔꯅ ꯃꯄꯨꯡ ꯐꯥꯅ ꯂꯣꯛꯗꯥꯎꯟ ꯏꯝꯄ꯭ꯂꯤꯃꯦꯟꯇ ꯇꯧꯔꯒꯗꯤ ꯀꯔꯤ ꯊꯣꯛꯀꯅꯤ ꯍꯥꯏꯅ ꯂꯥꯎꯊꯣꯛꯀꯗꯕꯅꯤ꯫ ꯍꯧꯖꯤꯛ ꯆꯠꯊꯔꯤꯕꯥ ꯂꯥꯏꯆꯠ ꯑꯁꯤꯅ ꯃꯔꯝ ꯑꯣꯏꯗꯨꯅ ꯁꯔꯀꯥꯔꯅ ꯃꯄꯨꯡ ꯐꯥꯅ ꯂꯣꯛꯗꯥꯎꯟ ꯏꯝꯄ꯭ꯂꯤꯃꯦꯟꯇ ꯇꯧꯔꯕꯗꯤ ꯋꯥꯐꯝ ꯀꯌꯥ ꯑꯃ ꯊꯣꯛꯄ ꯌꯥꯏ꯫ ꯑꯍꯥꯟꯕꯗ, ꯃꯤꯌꯥꯝꯒꯤ ꯆꯠꯊꯣꯛ-ꯆꯠꯁꯤꯟ ꯑꯁꯤ ꯃꯦꯗꯤꯀꯦꯜ ꯀꯦꯌꯔ ꯂꯧꯕ ꯅꯠꯇ꯭ꯔꯒ ꯆꯤꯟꯖꯥꯛ ꯑꯃꯁꯨꯡ ꯑꯇꯣꯞꯄ ꯃꯊꯧ ꯇꯥꯕ ꯁꯞꯄ꯭ꯂꯥꯏꯁꯤꯡ ꯂꯧꯕ ꯑꯁꯤꯒꯨꯝꯕ ꯇꯉꯥꯏ ꯐꯗꯕ ꯊꯕꯛ ꯊꯧꯔꯝꯁꯤꯡ ꯈꯛꯇꯗ ꯊꯝꯒꯅꯤ꯫ ꯃꯁꯤꯅ ꯃꯔꯝ ꯑꯣꯏꯗꯨꯅ ꯀꯣꯚꯤꯗ-ꯅꯥꯏꯟꯇꯤꯟ ꯀꯦꯁ ꯃꯁꯤꯡ ꯍꯟꯊꯔꯛꯄ ꯌꯥꯏ, ꯃꯔꯝꯗꯤ ꯃꯤꯌꯥꯝꯅ ꯑꯃꯒ-ꯑꯃꯒ ꯄꯥꯎ ꯐꯥꯎꯅꯅꯕ ꯑꯃꯁꯨꯡ ꯚꯥꯏꯔꯁ ꯁꯟꯗꯣꯛꯄꯒꯤ ꯈꯨꯗꯣꯡꯆꯥꯕ ꯍꯟꯊꯔꯒꯅꯤ꯫ ꯑꯅꯤꯁꯨꯕꯗ, ꯕꯤꯖꯤꯅꯦꯁ ꯀꯌꯥ ꯃꯇꯝ ꯈꯔꯒꯤ ꯑꯣꯏꯅ ꯊꯤꯡꯖꯤꯟꯕ ꯌꯥꯒꯅꯤ, ꯃꯁꯤꯅ ꯁꯦꯟꯃꯤꯠꯂꯣꯟꯗ ꯑꯆꯧꯕ ꯁꯥꯐꯨ ꯑꯃ ꯄꯤꯒꯅꯤ꯫ ꯃꯤꯌꯥꯝꯅ ꯊꯕꯛ ꯆꯠꯄ ꯉꯝꯗꯕꯅ ꯃꯔꯝ ꯑꯣꯏꯗꯨꯅ ꯊꯕꯛ ꯐꯪꯗꯕꯒꯤ ꯆꯥꯡ ꯍꯦꯟꯒꯠꯂꯛꯄ ꯌꯥꯏ, ꯑꯃꯁꯨꯡ ꯂꯂꯣꯟ-ꯏꯇꯤꯛꯀꯤ ꯊꯕꯛꯁꯤꯡꯅ ꯁꯦꯜ-ꯊꯨꯝꯒꯤ ꯐꯤꯚꯝꯗ ꯑꯋꯥꯕ ꯃꯥꯌꯣꯛꯅꯔꯛꯄ ꯌꯥꯏ꯫ ꯑꯗꯨꯝ ꯑꯣꯏꯅꯃꯛ ꯁꯔꯀꯥꯔꯅ ꯁꯦꯜ-ꯊꯨꯃꯒꯤ ꯇꯦꯡꯕꯥꯡ ꯑꯃꯁꯨꯡ ꯁ꯭ꯇꯤꯃ꯭ꯌꯨꯂꯁ ꯄꯦꯀꯦꯖꯁꯤꯡ ꯄꯤꯗꯨꯅ ꯁꯦꯟꯃꯤꯠꯂꯣꯟꯒꯤ ꯅꯦꯒꯦꯇꯤꯚ ꯏꯝꯄꯦꯛꯇ ꯍꯟꯊꯍꯟꯕꯗ ꯃꯇꯦꯡ ꯄꯥꯡꯕ ꯌꯥꯏ꯫ ꯑꯍꯨꯝꯁꯨꯕ, ꯑꯦꯖꯨꯀꯦꯁꯟ ꯁꯦꯛꯇꯔꯗꯁꯨ ꯑꯀꯥꯏꯕ ꯄꯤꯒꯅꯤ, ꯁ꯭ꯀꯨꯜ ꯑꯃꯁꯨꯡ ꯌꯨꯅꯤꯚꯔꯁꯤꯇꯤꯁꯤꯡ ꯊꯤꯡꯖꯤꯟꯒꯅꯤ ꯑꯃꯁꯨꯡ ꯔꯤꯃꯣꯠ ꯂꯔꯅꯤꯡꯗ ꯆꯪꯁꯤꯟꯕ ꯌꯥꯏ꯫ ꯃꯁꯤꯅ ꯑꯦꯖꯨꯀꯦꯁꯟꯒꯤ ꯃꯒꯨꯟꯗ ꯑꯀꯥꯏꯕ ꯄꯤꯕ ꯌꯥꯏ, ꯑꯃꯁꯨꯡ ꯃꯍꯩꯔꯣꯏ ꯈꯔꯅ ꯑꯍꯣꯡꯕ ꯑꯁꯤꯒ ꯆꯨꯁꯤꯟꯅꯅꯕ ꯍꯣꯠꯅꯕ ꯌꯥꯏ꯫ ꯑꯄꯨꯟꯕ ꯑꯣꯏꯅ ꯃꯄꯨꯡ ꯐꯥꯅ ꯂꯣꯛꯗꯥꯎꯟ ꯇꯧꯕꯅ ꯚꯥꯏꯔꯁ ꯁꯟꯗꯣꯔꯛꯄ ꯊꯤꯡꯕꯗ ꯃꯇꯦꯡ ꯑꯣꯏꯔꯛꯄ ꯌꯥꯏ, ꯑꯗꯨꯕꯨ ꯃꯁꯤꯅ ꯈꯨꯟꯅꯥꯏꯒꯤ ꯑꯃꯁꯨꯡ ꯁꯦꯟꯃꯤꯠꯂꯣꯟꯒꯤ ꯆꯥꯎꯅ ꯆꯥꯗꯤꯡꯒ ꯂꯣꯏꯅꯅ ꯂꯥꯛꯀꯅꯤ꯫ ꯃꯁꯤꯒꯤ ꯀꯥꯟꯅꯕꯁꯤꯡ ꯑꯃꯁꯨꯡ ꯑꯋꯥꯠꯄꯁꯤꯡ ꯆꯦꯛꯁꯤꯟꯅ ꯌꯦꯡꯁꯤꯟꯕ ꯑꯃꯁꯨꯡ ꯂꯣꯛꯗꯥꯎꯅꯒꯤ ꯅꯦꯒꯦꯇꯤꯚ ꯏꯝꯄꯦꯛꯇ ꯍꯟꯊꯍꯟꯅꯕꯥꯊꯧꯔꯥꯡꯁꯤꯡ ꯄꯥꯏꯈꯠꯄ ꯑꯁꯤ ꯁꯔꯀꯥꯔꯒꯤ ꯃꯊꯧ ꯑꯣꯏꯒꯅꯤ꯫ ꯃꯈꯥꯗ ꯄꯤꯔꯤꯕ ꯄꯦꯁꯦꯖ ꯑꯁꯤ ꯑꯦꯅꯂꯥꯏꯖ ꯇꯧꯕꯤꯌꯨ ꯑꯃꯁꯨꯡ ꯂꯣꯖꯤꯀꯦꯜ ꯑꯣꯏꯕ ꯋꯥꯐꯝ ꯑꯃꯍꯦꯛꯇꯕꯨ ꯈꯪꯗꯣꯛꯄꯤꯌꯨ꯫ ꯑꯩꯈꯣꯏꯅ ꯑꯩꯈꯣꯏꯒꯤ ꯁ꯭ꯇꯣꯔ ꯁꯦꯜꯐꯝꯁꯤꯡꯗ ꯖꯤꯅꯦꯇꯤꯛ ꯑꯣꯏꯅ ꯏꯟꯖꯤꯅꯤꯌꯔ ꯇꯧꯔꯕ ꯆꯤꯟꯖꯥꯛꯁꯤꯡ ꯑꯌꯥꯕ ꯄꯤꯔꯣꯏꯗꯕꯅꯤ꯫ ꯄꯨꯝꯅꯃꯛ ꯑꯁꯤꯒꯤ ꯃꯇꯨꯡꯗ ꯑꯩꯈꯣꯏꯅ ꯇꯧꯔꯕꯗꯤ ꯑꯩꯈꯣꯏꯅ ꯏꯁ꯭ꯋꯔꯕꯨ ꯁꯥꯟꯅꯔꯤ꯫ ꯑꯥꯔꯒꯨꯃꯦꯟꯇ ꯑꯁꯤꯗ ꯌꯥꯎꯔꯤꯕ ꯂꯣꯖꯤꯀꯦꯜ ꯐꯦꯂꯦꯁꯤ ꯑꯁꯤ ꯏꯃꯣꯁꯟꯒꯤ ꯑꯄꯤꯜ ꯑꯃꯅꯤ, ꯃꯔꯨꯑꯣꯏꯅ ꯑꯀꯤꯕꯒꯤ ꯑꯄꯤꯜ ꯑꯃꯅꯤ꯫ ꯀꯔꯤꯒꯨꯝꯕ ꯑꯩꯈꯣꯏꯅ ꯇꯧꯔꯕꯗꯤ ꯑꯩꯈꯣꯏꯅ ꯏꯁ꯭ꯋꯔꯕꯨ ꯁꯥꯟꯅꯔꯤ ꯍꯥꯏꯕ ꯋꯥꯐꯝ ꯑꯁꯤꯅ ꯖꯤꯅꯦꯇꯤꯛ ꯑꯣꯏꯅ ꯃꯣꯗꯤꯐꯥꯏꯗ ꯇꯧꯔꯕ ꯆꯤꯟꯖꯥꯛꯁꯤꯡꯒꯤ ꯃꯥꯌꯣꯛꯇ ꯄ꯭ꯔꯃꯥꯟ ꯑꯃꯠꯇ ꯄꯤꯗꯅ ꯅꯠꯇ꯭ꯔꯒ ꯀꯔꯤꯒꯤꯗꯃꯛꯇ ꯃꯈꯣꯏꯅ ꯇꯧꯔꯣꯏꯗꯒꯦ ꯍꯥꯏꯕꯒꯤ ꯔꯦꯁ꯭ꯅꯦꯜ ꯑꯥꯔꯒꯨꯃꯦꯟꯇ ꯑꯃ ꯄꯤꯕꯗꯒꯤ ꯄꯥꯔꯤꯕ ꯅꯠꯇ꯭ꯔꯒ ꯇꯥꯔꯤꯕ ꯃꯤꯑꯣꯏ ꯑꯗꯨꯗ ꯑꯀꯤꯕ, ꯅꯨꯡꯉꯥꯏꯇꯕ ꯅꯠꯇ꯭ꯔꯒ ꯅꯨꯡꯉꯥꯏꯇꯕ ꯄꯣꯛꯍꯟꯅꯕ ꯄꯥꯟꯗꯝ ꯊꯝꯂꯤ꯫